ꯂꯣꯒꯣꯗ ꯐꯣꯡꯗꯣꯛꯀꯗꯕ ꯕ꯭ꯔꯥꯟꯗꯒꯤ ꯇꯥꯔꯒꯦꯠ ꯑꯣꯗꯤꯁꯟ ꯑꯃꯁꯨꯡ ꯚꯦꯂ꯭ꯌꯨꯁꯤꯡ ꯑꯗꯨ ꯀꯔꯤꯅꯣ? ꯗꯤꯖꯥꯏꯟꯗ ꯀꯔꯤ ꯃꯆꯨꯒꯤ ꯁ꯭ꯀꯤꯝ ꯁꯤꯖꯤꯟꯅꯒꯗꯕꯒꯦ? ꯂꯣꯒꯣꯗ ꯌꯥꯎꯒꯗꯕ ꯃꯔꯨꯑꯣꯏꯕ ꯃꯆꯥꯛ ꯅꯠꯇꯔꯒ ꯁꯤꯝꯕꯣꯜ ꯈꯔꯗꯤ ꯀꯔꯤꯅꯣ? ꯁꯤꯖꯤꯟꯅꯒꯗꯕ ꯑꯀꯛꯅꯕ ꯐꯣꯟꯇ ꯅꯠꯇꯔꯒ ꯇꯥꯏꯞꯒ꯭ꯔꯥꯐꯤ ꯑꯃ ꯂꯩꯕ꯭ꯔꯥ? ꯂꯣꯒꯣ ꯗꯤꯖꯥꯏꯟꯒꯤ ꯃꯇꯝ ꯑꯁꯤ ꯀꯔꯤꯅꯣ? ꯂꯣꯒꯣꯗ ꯇꯦꯒꯂꯥꯏꯟ ꯅꯠꯇꯔꯒ ꯁ꯭ꯂꯣꯒꯥꯟ ꯑꯃꯠꯇ ꯌꯥꯎꯍꯟꯕ ꯄꯥꯝꯕꯤꯕꯔꯥ? ꯑꯗꯣꯝꯗ ꯅꯨꯡꯉꯥꯏꯕ ꯐꯥꯎꯒꯗꯕ ꯃꯥꯟꯅꯕ ꯂꯣꯒꯣꯁꯤꯡꯒꯤ ꯈꯨꯗꯝ ꯑꯃꯠꯇ ꯄꯤꯕ ꯉꯝꯒꯗ꯭ꯔꯥ? ꯂꯣꯒꯣ ꯑꯁꯤꯒꯤ ꯇꯣꯉꯥꯟ ꯇꯣꯉꯥꯟꯕ ꯚꯔꯖꯟ ꯀꯌꯥ ꯑꯃ ꯅꯍꯥꯛꯅ ꯎꯕꯥ ꯄꯥꯝꯕꯤꯕꯔꯥ? ꯂꯣꯒꯣ ꯑꯁꯤ ꯗꯤꯖꯤꯇꯦꯜ ꯑꯃꯁꯨꯡ ꯄ꯭ꯔꯤꯟꯇ ꯃꯤꯗꯤꯌꯥ ꯑꯅꯤꯃꯛꯇ ꯁꯤꯖꯤꯟꯅꯒꯅꯤ꯫ ꯆꯦꯠꯕꯣꯠ ꯑꯃꯒꯤ ꯌꯨꯖꯔ ꯀꯦꯁ ꯑꯗꯨ ꯁꯃꯖꯤꯟꯅꯧ꯫ ꯆꯦꯠꯕꯣꯠ ꯍꯥꯏꯕꯁꯤ ꯇꯦꯛꯁꯠ ꯅꯠꯇꯔꯒ ꯚꯣꯏꯁ ꯀꯃꯥꯟꯗꯒꯤ ꯈꯨꯠꯊꯥꯡꯗ ꯃꯤꯑꯣꯏꯕꯒꯤ ꯋꯥꯔꯤ ꯁꯥꯟꯅꯕ ꯁꯤꯃꯨꯂꯦꯠ ꯇꯧꯅꯕ ꯗꯤꯖꯥꯏꯟ ꯇꯧꯕ ꯁꯣꯐ꯭ꯇꯋꯥꯌꯔ ꯑꯃꯅꯤ꯫ ꯆꯦꯠꯕꯣꯠꯁꯤꯡ ꯑꯁꯤ ꯃꯔꯨꯑꯣꯏꯅ ꯀꯁ꯭ꯇꯃꯔ ꯁꯔꯚꯤꯁ ꯅꯠꯇꯔꯒ ꯏꯟꯐꯣꯔꯃꯦꯁꯟ ꯈꯣꯝꯖꯤꯟꯕꯗ ꯁꯤꯖꯤꯟꯅꯩ꯫ ꯃꯈꯣꯏꯅ ꯀꯁ꯭ꯇꯃꯔꯁꯤꯡꯒꯤ ꯋꯥꯍꯪꯁꯤꯡꯗ ꯈꯨꯗꯛꯇ ꯑꯃꯁꯨꯡ ꯑꯣꯇꯣꯃꯦꯇꯦꯗ ꯔꯦꯁ꯭ꯄꯣꯟꯁꯁꯤꯡ ꯄꯤꯔꯤ, ꯃꯁꯤꯅ ꯕꯤꯖꯤꯅꯦꯁꯁꯤꯡꯗ ꯀꯁ꯭ꯇꯃꯔ ꯑꯦꯛꯁꯄ꯭ꯔꯤꯌꯦꯟꯁ, ꯁꯄꯣꯔꯠ ꯑꯃꯁꯨꯡ ꯑꯦꯡꯒꯦꯖꯃꯦꯟꯇ ꯐꯒꯠꯍꯟꯕꯗ ꯃꯇꯦꯡ ꯄꯥꯡꯏ꯫ ꯆꯦꯠꯕꯣꯠꯁꯤꯡ ꯑꯁꯤ ꯋꯦꯕꯁꯥꯏꯠꯁꯤꯡ, ꯃꯦꯁꯦꯖꯤꯡ ꯄ꯭ꯂꯦꯠꯐꯣꯔꯝꯁꯤꯡ ꯅꯠꯇꯔꯒ ꯃꯣꯕꯥꯏꯜ ꯑꯦꯞꯁꯤꯡꯗ ꯏꯟꯇꯤꯒ꯭ꯔꯦꯠ ꯇꯧꯕ ꯌꯥꯏ, ꯑꯃꯁꯨꯡ ꯏ-ꯀꯃꯔꯁ, ꯍꯦꯜꯊꯀꯦꯌꯔ, ꯐꯥꯏꯅꯥꯟꯁ, ꯑꯃꯁꯨꯡ ꯍꯣꯁꯄꯤꯇꯥꯂꯤꯇꯤ ꯌꯥꯎꯅ ꯇꯣꯉꯥꯟ ꯇꯣꯉꯥꯟꯕ ꯏꯟꯗꯁꯇꯔꯤꯁꯤꯡꯗ ꯁꯤꯖꯤꯟꯅꯕ ꯌꯥꯏ꯫ ꯃꯁꯤꯒꯤ ꯃꯊꯛꯇ, ꯆꯦꯠꯕꯣꯠꯁꯤꯡ ꯑꯁꯤ ꯑꯦꯄꯣꯏꯟꯇꯃꯦꯟꯇꯁꯤꯡ ꯕꯨꯀꯤꯡ ꯇꯧꯕ, ꯄ꯭ꯔꯗꯛꯇ ꯔꯤꯀꯃꯦꯟꯗꯦꯁꯟꯁꯤꯡ ꯄꯤꯕ ꯅꯠꯇꯔꯒ ꯄꯦꯃꯦꯟꯇꯁꯤꯡ ꯄ꯭ꯔꯣꯁꯦꯁ ꯇꯧꯕ ꯑꯁꯤꯒꯨꯝꯕ ꯑꯀꯛꯅꯕ ꯊꯕꯛꯁꯤꯡ ꯄꯥꯡꯊꯣꯛꯅꯕ ꯄ꯭ꯔꯣꯒ꯭ꯔꯥꯝ ꯇꯧꯕ ꯌꯥꯏ꯫ ꯑꯣꯕꯦꯁꯤꯇꯤ ꯂꯩꯕ ꯃꯤꯑꯣꯏ ꯑꯃꯒꯤꯗꯃꯛ ꯗꯥꯏꯠ ꯄ꯭ꯂꯥꯟ ꯑꯃ ꯄꯤꯌꯨ꯫ ꯃꯁꯤ ꯈꯪꯖꯤꯅꯕ ꯃꯊꯧ ꯇꯥꯏ ꯃꯗꯨꯗꯤ ꯗꯥꯏꯠ ꯄ꯭ꯂꯥꯟ ꯑꯃꯍꯦꯛꯇꯕꯨ ꯍꯧꯗ꯭ꯔꯤꯉꯩꯗ, ꯃꯤꯑꯣꯏ ꯑꯗꯨꯒꯤ ꯃꯊꯧ ꯇꯥꯕꯁꯤꯡ ꯑꯃꯁꯨꯡ ꯍꯛꯁꯦꯜꯒꯤ ꯐꯤꯚꯝꯁꯤꯡꯒ ꯆꯨꯅꯕꯥ ꯄ꯭ꯂꯥꯟ ꯑꯃ ꯁꯦꯝꯅꯕꯒꯤꯗꯃꯛ ꯍꯦꯜꯊꯀꯦꯌꯔ ꯄ꯭ꯔꯣꯐꯦꯁꯅꯦꯜ ꯅꯠꯇꯔꯒ ꯔꯦꯖꯤꯁ꯭ꯇꯔ ꯇꯧꯔꯕ ꯗꯥꯏꯑꯦꯇꯤꯁꯤꯌꯟ ꯑꯃꯒ ꯇꯥꯟꯅꯕꯅ ꯈ꯭ꯋꯥꯏꯗꯒꯤ ꯐꯩ꯫ ꯑꯗꯨꯝ ꯑꯣꯏꯅꯃꯛ, ꯑꯣꯕꯦꯁꯤꯇꯤ ꯂꯩꯕ ꯃꯤꯑꯣꯏ ꯑꯃꯒꯤ ꯍꯛꯁꯦꯜ ꯐꯕꯥ ꯗꯥꯏꯠ ꯄ꯭ꯂꯥꯟ ꯑꯃꯒꯤ ꯖꯦꯅꯦꯔꯦꯜ ꯁꯖꯦꯁꯟ ꯑꯃꯥ ꯃꯈꯥꯗ ꯄꯤꯔꯤ - ꯄꯣꯔꯁꯟꯒꯤ ꯁꯥꯏꯖ ꯀꯟꯇꯔꯣꯜ ꯇꯧꯕ - ꯄꯣꯔꯁꯟꯒꯤ ꯁꯥꯏꯖ ꯀꯟꯇꯔꯣꯜ ꯇꯧꯕꯗ ꯃꯇꯦꯡ ꯄꯥꯡꯅꯕ ꯑꯄꯤꯛꯄ ꯄ꯭ꯂꯦꯠꯁꯤꯡ ꯑꯃꯁꯨꯡ ꯕꯣꯜꯁꯤꯡ ꯁꯤꯖꯤꯟꯅꯧ꯫ ꯃꯁꯤꯒꯤ ꯃꯊꯛꯇ, ꯇꯞꯅꯥ ꯇꯞꯅꯥ ꯆꯥꯅꯕ ꯍꯣꯠꯅꯧ ꯑꯃꯁꯨꯡ ꯅꯍꯥꯛꯀꯤ ꯆꯤꯟꯖꯥꯛꯁꯤꯡ ꯑꯗꯨ ꯃꯄꯨꯡꯐꯥꯅ ꯆꯤꯛꯎ, ꯃꯗꯨꯅ ꯃꯄꯨꯡꯐꯥꯕ ꯐꯤꯚꯝꯁꯤꯡ ꯍꯦꯟꯒꯠꯍꯟꯕꯗ ꯃꯇꯦꯡ ꯄꯥꯡꯏ꯫ ꯃꯅꯥ-ꯃꯁꯤꯡ ꯑꯃꯁꯨꯡ ꯎꯍꯩꯁꯤꯡꯗ ꯃꯤꯠꯌꯦꯡ ꯊꯝꯃꯨ - ꯆꯥꯕ ꯈꯨꯗꯤꯡꯗ ꯅꯍꯥꯛꯀꯤ ꯄ꯭ꯂꯦꯠ ꯑꯗꯨꯒꯤ ꯁꯔꯨꯛ ꯑꯍꯨꯝ ꯊꯣꯛꯄꯒꯤ ꯑꯃꯗꯤ ꯃꯅꯥ-ꯃꯁꯤꯡ ꯑꯃꯁꯨꯡ ꯎꯍꯩ-ꯋꯥꯍꯩꯁꯤꯡꯅ ꯃꯄꯨꯡ ꯐꯥꯍꯟꯅꯕ ꯄꯥꯟꯗꯝ ꯊꯝꯃꯨ꯫ ꯍꯥꯏꯔꯤꯕ ꯆꯤꯟꯖꯥꯛꯁꯤꯡ ꯑꯁꯤ ꯀꯦꯂꯣꯔꯤ ꯌꯥꯝꯅ ꯅꯦꯝꯃꯤ, ꯑꯗꯨꯕꯨ ꯐꯤꯕꯔ ꯑꯃꯁꯨꯡ ꯅ꯭ꯌꯨꯇꯔꯤꯑꯦꯟꯇꯁꯤꯡꯗꯤ ꯌꯥꯝꯅ ꯌꯥꯎꯏ, ꯃꯗꯨꯅ ꯑꯔꯨꯝꯕ ꯍꯟꯊꯍꯟꯕꯗ ꯃꯇꯦꯡ ꯄꯥꯡꯏ꯫ ꯍꯣꯜ ꯒ꯭ꯔꯦꯟꯁꯤꯡ ꯈꯜꯂꯨ - ꯔꯤꯐꯥꯏꯟꯗ ꯇꯧꯔꯕ ꯆꯦꯡꯒꯤ ꯃꯍꯨꯠꯇ, ꯕ꯭ꯔꯥꯎꯟ ꯔꯥꯏꯁ, ꯀꯨꯏꯅ, ꯍꯣꯜ ꯋꯤꯊ ꯄꯥꯁ꯭ꯇꯥ, ꯑꯃꯁꯨꯡ ꯍꯣꯜ-ꯒ꯭ꯔꯦꯟ ꯕ꯭ꯔꯦꯗꯒꯨꯝꯕ ꯍꯣꯜ ꯒ꯭ꯔꯦꯟꯁꯤꯡ ꯈꯟꯕꯤꯌꯨ꯫ ꯍꯥꯏꯔꯤꯕ ꯆꯤꯟꯖꯥꯛꯁꯤꯡ ꯑꯁꯤꯅ ꯐꯤꯕꯔ ꯍꯦꯟꯅ ꯌꯥꯎꯏ ꯑꯃꯁꯨꯡ ꯃꯁꯤꯅ ꯅꯍꯥꯛꯄꯨ ꯃꯇꯝ ꯁꯥꯡꯅ ꯃꯄꯨꯡ ꯐꯥꯍꯟꯕꯗ ꯃꯇꯦꯡ ꯄꯥꯡꯏ꯫ ꯂꯦꯡ-ꯑꯣꯠꯄꯒꯤ ꯄ꯭ꯔꯣꯇꯤꯟꯁꯤꯡ ꯌꯥꯎꯍꯟꯒꯗꯕꯅꯤ - ꯅꯍꯥꯛꯀꯤ ꯆꯥꯅꯕ ꯆꯤꯟꯖꯥꯛꯇ ꯌꯦꯔꯨꯝ, ꯉꯥ, ꯁꯪꯒꯣꯝ, ꯂꯦꯟꯇꯤꯜ, ꯑꯃꯁꯨꯡ ꯇꯣꯐꯨꯒꯨꯝꯕ ꯂꯦꯡ-ꯑꯣꯠꯄꯒꯤ ꯄ꯭ꯔꯣꯇꯤꯟꯁꯤꯡ ꯌꯥꯎꯍꯟꯒꯗꯕꯅꯤ꯫ ꯄ꯭ꯔꯣꯇꯤꯟ ꯑꯁꯤ ꯃꯁꯜ ꯇꯤꯁꯨ ꯁꯦꯝꯒꯠꯄꯗ ꯑꯃꯁꯨꯡ ꯔꯤꯄꯦꯌꯥꯔ ꯇꯧꯕꯗ ꯃꯔꯨꯑꯣꯏ, ꯑꯃꯁꯨꯡ ꯃꯁꯤꯅ ꯅꯍꯥꯛꯄꯨ ꯃꯇꯝ ꯁꯥꯡꯅ ꯃꯄꯨꯡ ꯐꯥꯅ ꯂꯩꯍꯟꯕꯗ ꯃꯇꯦꯡ ꯄꯥꯡꯕꯁꯨ ꯌꯥꯏ꯫ ꯄ꯭ꯔꯣꯁꯦꯁ ꯇꯧꯔꯕ ꯑꯃꯁꯨꯡ ꯐꯦꯠ ꯌꯥꯝꯅ ꯌꯥꯎꯕ ꯆꯤꯟꯖꯥꯛꯁꯤꯡ ꯂꯤꯃꯤꯠ ꯇꯧ- ꯄ꯭ꯔꯣꯁꯦꯁ ꯇꯧꯔꯕ ꯆꯤꯟꯖꯥꯛꯁꯤꯡ, ꯆꯤꯅꯤ ꯌꯥꯎꯕ ꯆꯤꯟꯖꯥꯛꯁꯤꯡ ꯑꯃꯁꯨꯡ ꯐꯦꯠ ꯌꯥꯝꯅ ꯌꯥꯎꯕ‌ ꯆꯤꯟꯖꯥꯛꯁꯤꯡ ꯌꯥꯝꯅ ꯌꯥꯎꯍꯟꯗꯅꯕ ꯍꯣꯠꯅꯧ꯫ ꯍꯥꯏꯔꯤꯕꯥꫪ ꯆꯤꯟꯖꯥꯛꯁꯤꯡ ꯑꯁꯤ ꯑꯌꯥꯝꯕꯗꯤ ꯀꯦꯂꯣꯔꯤ ꯌꯥꯝꯅ ꯌꯥꯎꯏ ꯑꯃꯁꯨꯡ ꯑꯔꯨꯝꯕ ꯍꯦꯟꯒꯠꯍꯟꯕꯗ ꯃꯇꯦꯡ ꯄꯥꯡꯏ꯫ ꯏꯁꯤꯡ ꯌꯥꯝꯅ ꯊꯛꯎ - ꯅꯣꯡꯃꯥꯗ ꯌꯥꯝꯗ꯭ꯔꯕꯗ ꯏꯁꯤꯡ ꯀꯞ ꯅꯤꯄꯥꯜ ꯊꯛꯅꯕꯥ ꯄꯥꯟꯗꯝ ꯊꯝꯃꯨ꯫ ꯏꯁꯤꯡꯅ ꯅꯍꯥꯛꯄꯨ ꯍꯥꯏꯗ꯭ꯔꯦꯠ ꯑꯣꯏꯅ ꯂꯩꯍꯟꯕꯗ ꯃꯇꯦꯡ ꯄꯥꯡꯏ, ꯑꯃꯁꯨꯡ ꯅꯍꯥꯛꯄꯨ ꯃꯄꯨꯡꯐꯥꯅ ꯂꯩꯍꯟꯕꯗ ꯃꯇꯦꯡ ꯄꯥꯡꯕꯁꯨ ꯌꯥꯏ꯫ ꯃꯥꯏꯟꯗꯐ꯭ꯔꯦꯟꯗ ꯏꯇꯤꯡ ꯄ꯭ꯔꯦꯛꯇꯤꯁ ꯇꯧꯕꯤꯌꯨ - ꯅꯍꯥꯛꯀꯤ ꯆꯤꯟꯖꯥꯛ ꯅꯨꯡꯉꯥꯏꯅ ꯂꯩꯅꯕ ꯃꯇꯝ ꯂꯧꯕꯤꯌꯨ ꯑꯃꯁꯨꯡ ꯅꯍꯥꯛꯀꯤ ꯍꯛꯆꯥꯡꯒꯤ ꯂꯝꯆꯠ-ꯁꯥꯖꯠ ꯑꯃꯁꯨꯡ ꯃꯄꯨꯡ-ꯃꯔꯩ ꯐꯥꯔꯕ ꯃꯤꯑꯣꯏꯁꯤꯡꯒꯤ ꯋꯥꯐꯝꯁꯤꯡ ꯇꯥꯕꯤꯌꯨ꯫